ꯑꯩꯒꯤ ꯊꯕꯛ ꯑꯁꯤ ꯊꯥꯒꯠꯄꯥ ꯐꯣꯡꯗꯣꯛꯄꯒꯤ ꯃꯍꯨꯠꯇꯥ ꯅꯈꯣꯏꯅꯥ ꯑꯩꯒꯤ ꯃꯉꯥꯜꯒꯤ ꯑꯁꯥꯕꯥ ꯑꯗꯨꯒꯤ ꯃꯇꯥꯡꯗꯥ ꯋꯥꯀꯠꯂꯤ꯫ꯑꯗꯣꯝ ꯄꯨꯝꯅꯃꯛꯅꯥ ꯑꯩꯍꯥꯛꯄꯨ ꯃꯥꯡꯍꯟꯕꯥ ꯄꯥꯝꯈꯤꯕꯥ ꯑꯗꯨꯒꯨꯝꯅꯥ ꯑꯩꯍꯥꯛ ꯍꯜꯂꯛꯂꯣꯏ꯫ ꯑꯗꯣꯝ ꯄꯨꯝꯅꯃꯛ ꯍꯧꯖꯤꯛ ꯅꯨꯃꯤꯠ ꯀꯥꯞꯄꯒꯤꯗꯃꯛ ꯅꯨꯡꯉꯥꯏꯕꯥ ꯐꯥꯎꯒꯗꯕꯅꯤ꯫ ꯑꯗꯣꯝꯅꯥ ꯄꯥꯝꯂꯤꯕꯗꯨ ꯇꯧꯕꯤꯌꯨ ꯑꯗꯨꯕꯨ ꯑꯗꯣꯝꯒꯤ ꯋꯥꯐꯝ ꯑꯗꯨꯗꯥ ꯑꯩꯍꯥꯛꯄꯨ ꯌꯥꯎꯍꯟꯕꯤꯒꯅꯨ꯫ ꯖꯤꯕ ꯄꯨꯝꯅꯃꯛ ꯋꯥ ꯉꯥꯡꯗꯅꯥ ꯂꯩꯈꯤ ꯑꯃꯁꯨꯡ ꯋꯥꯍꯩ ꯑꯃꯠꯇꯥ ꯉꯥꯡꯗꯅꯥ ꯍꯜꯂꯛꯈꯤ꯫ ꯃꯈꯣꯏꯅꯥ ꯃꯈꯣꯏꯒꯤ ꯑꯀꯟꯕꯥ ꯊꯕꯛ ꯑꯗꯨꯒꯤꯗꯃꯛ ꯌꯥꯝꯅꯥ ꯅꯨꯡꯉꯥꯏꯇꯕꯥ ꯐꯣꯡꯗꯣꯛꯈꯤ꯫ ꯑꯃꯔꯣꯝꯗꯥ ꯅꯨꯃꯤꯠ ꯑꯁꯤ ꯀꯩꯗꯧꯉꯩꯗꯁꯨ ꯎꯕꯥ ꯐꯪꯈꯤꯗꯦ ꯑꯃꯁꯨꯡ ꯍꯤꯡꯂꯤꯕꯥ ꯄꯨꯝꯅꯃꯛ ꯅꯨꯃꯤꯠ ꯈꯨꯗꯤꯡꯒꯤ ꯋꯥꯈꯜ ꯋꯥꯕꯥ ꯍꯧꯔꯛꯈꯤ꯫ ꯃꯤꯑꯣꯏꯕ, ꯁꯥ ꯁꯟ ꯑꯃꯁꯨꯡ ꯈꯣꯟꯖꯦꯜꯒꯤ ꯃꯤꯍꯨꯠꯁꯤꯡꯅꯥ ꯅꯨꯃꯤꯠꯄꯨ ꯑꯃꯨꯛ ꯍꯟꯅꯥ ꯎꯕꯥ ꯐꯪꯍꯟꯕꯗꯥ ꯃꯥꯏ ꯄꯥꯛꯄꯥ ꯉꯝꯈꯤꯗꯦ꯫ ꯅꯨꯃꯤꯠꯅꯥ ꯄꯥꯎꯈꯨꯝ ꯄꯤꯔꯛꯈꯤ ꯄ꯭ꯔ꯭ꯤꯊꯤꯕꯤꯗꯥ ꯂꯩꯔꯤꯕꯥ ꯍꯤꯡꯂꯤꯕꯥ ꯄꯨꯝꯅꯃꯛꯀꯤ ꯃꯅꯨꯡꯗꯥ ꯃꯤꯑꯣꯏꯕꯅꯥ ꯈ꯭ꯋꯥꯏꯗꯒꯤ ꯂꯛꯁ꯭ꯃꯤ ꯑꯃꯁꯨꯡ ꯂꯨꯆꯤꯡꯕꯥ ꯑꯣꯏꯔꯤ꯫ ꯑꯗꯨꯕꯨ ꯃꯍꯧꯁꯥꯅꯥ ꯅꯍꯥꯛ ꯃꯁꯥꯅꯥ ꯃꯁꯥꯕꯨ ꯊꯥꯖꯖꯕꯥ ꯃꯤꯑꯣꯏꯅꯤ ꯗꯥꯟ ꯇꯧꯕꯒꯤ ꯃꯒꯨꯟ ꯑꯗꯨ ꯂꯩꯔꯣꯏꯗꯕꯅꯤ ꯑꯃꯁꯨꯡ ꯅꯍꯥꯛꯅꯥ ꯌꯥꯝꯅꯥ ꯋꯥ ꯉꯥꯡꯏ꯫ ꯃꯔꯝ ꯑꯗꯨꯅꯥ ꯑꯩꯅꯥ ꯅꯍꯥꯛꯄꯨ ꯊꯥꯖꯕꯥ ꯉꯝꯗꯦ ꯑꯃꯁꯨꯡ ꯑꯩꯅꯥ ꯃꯥꯏ ꯄꯥꯛꯀꯅꯤ꯫ ꯅꯍꯥꯛꯀꯤ ꯋꯥꯍꯩꯁꯤꯡ ꯇꯥꯕꯤꯌꯨ꯫ ꯅꯨꯃꯤꯠꯄꯨ ꯅꯨꯡꯉꯥꯏꯍꯟꯕꯥ ꯉꯝꯗꯅꯥ ꯍꯤꯡꯂꯤꯕꯥ ꯄꯨꯝꯅꯃꯛ ꯃꯔꯨꯑꯣꯏꯅꯥ ꯃꯤꯑꯣꯏꯕꯒꯤ ꯃꯤꯍꯨꯠꯁꯤꯡꯅꯥ ꯅꯨꯡꯉꯥꯏꯇꯕꯥ ꯑꯃꯒꯥ ꯂꯣꯏꯅꯅꯥ ꯍꯜꯂꯛꯈꯤ꯫ ꯅꯨꯃꯤꯠ ꯈꯔꯅꯤꯒꯤ ꯃꯇꯨꯡꯗꯥ ꯍꯤꯡꯂꯤꯕꯥ ꯃꯤꯑꯣꯏ ꯈꯨꯗꯤꯡꯃꯛꯅꯥ ꯅꯨꯃꯤꯠ ꯑꯁꯤꯕꯨ ꯅꯨꯡꯉꯥꯏꯍꯟꯅꯕꯥ ꯑꯇꯣꯞꯄꯥ ꯍꯣꯠꯅꯕꯗꯥ ꯃꯈꯣꯏꯒꯤ ꯃꯤꯍꯨꯠ ꯑꯣꯏꯅꯥ ꯀꯣꯛ ꯊꯥꯅꯕꯥ ꯋꯥꯔꯦꯞ ꯂꯧꯈꯤ꯫ ꯍꯤꯡꯂꯤꯕꯥ ꯃꯤꯑꯣꯏ ꯈꯨꯗꯤꯡꯃꯛꯅꯥ ꯀꯣꯛ ꯑꯁꯤ ꯃꯈꯣꯏꯒꯤ ꯃꯤꯍꯨꯠ ꯑꯣꯏꯅꯥ ꯈꯟꯈꯤ ꯃꯔꯝꯗꯤ ꯃꯁꯤꯒꯤ ꯃꯤꯆꯪ ꯃꯤꯈꯥꯏ ꯅꯥꯏꯗꯕꯥ ꯐꯖꯕꯥ ꯂꯝꯆꯠ ꯅꯥꯏꯕꯥ ꯋꯥꯈꯜꯒꯤ ꯑꯐꯕꯥ ꯂꯩꯐꯝ ꯑꯃꯁꯨꯡ ꯏꯆꯝ ꯆꯝꯕꯥ ꯃꯒꯨꯟꯁꯤꯡ ꯂꯩꯕꯅꯥ ꯃꯔꯝ ꯑꯣꯏꯗꯨꯅꯥ ꯀꯣꯛ ꯑꯁꯤꯅꯥ ꯄꯥꯎꯈꯨꯝ ꯄꯤꯔꯛꯈꯤ ꯑꯩꯒꯤ ꯁꯦꯅꯤꯌꯔꯁꯤꯡ ꯍꯥꯏꯕꯗꯤ ꯃꯤꯑꯣꯏꯕꯥ ꯕꯥꯘ ꯍꯔꯤꯅꯆꯤꯡꯕꯥ ꯇꯧꯕꯥ ꯉꯝꯈꯤꯗꯦ ꯅꯨꯃꯤꯠꯄꯨ ꯑꯃꯨꯛ ꯍꯟꯅꯥ ꯎꯕꯥ ꯐꯪꯍꯟꯕꯗꯥ ꯃꯥꯏ ꯄꯥꯛꯄꯥ ꯑꯩꯅꯥ ꯃꯇꯧ ꯀꯔꯝꯅꯥ ꯅꯨꯃꯤꯠ ꯑꯁꯤ ꯑꯃꯨꯛ ꯍꯟꯅꯥ ꯎꯕꯥ ꯐꯪꯍꯟꯕꯥ ꯉꯝꯒꯅꯤ? ꯑꯩ ꯑꯁꯤ ꯃꯨꯔꯈ ꯍꯤꯡꯂꯤꯕꯥ ꯃꯤꯑꯣꯏ ꯑꯃꯅꯤ ꯇꯁꯦꯡꯅꯥ ꯃꯇꯧ ꯀꯔꯝꯅꯥ ꯐꯖꯅꯥ ꯋꯥꯔꯤ ꯁꯥꯒꯗꯒꯦ ꯍꯥꯏꯕꯥ ꯈꯪꯗꯦ꯫ ꯑꯩꯕꯨ ꯃꯤꯍꯨꯠ ꯑꯣꯏꯅꯥ ꯈꯟꯕꯁꯤ ꯑꯔꯥꯟꯕꯥ ꯋꯥꯔꯦꯞ ꯑꯃꯅꯤ ꯍꯥꯏꯅꯥ ꯑꯩꯅꯥ ꯈꯜꯂꯤ꯫ ꯑꯗꯨꯕꯨꯑꯩꯉꯣꯟꯗꯥ ꯍꯥꯏꯔꯛꯄꯗꯒꯤ ꯑꯩꯒꯤ ꯂꯛꯁꯤ ꯍꯣꯠꯅꯕꯅꯥ ꯑꯋꯥꯕꯥ ꯑꯃꯥ ꯑꯣꯏꯔꯣꯏ ꯍꯥꯏꯅꯥ ꯑꯩꯅꯥ ꯈꯜꯂꯤ꯫ ꯃꯊꯪꯒꯤ ꯅꯨꯃꯤꯠꯇꯥ ꯀꯨꯀꯨꯝ ꯑꯗꯨꯅꯥ ꯁꯦꯡꯅꯥ ꯂꯨꯝꯈꯤ꯫ ꯃꯁꯥꯕꯨ ꯅꯤꯡꯊꯤꯖꯅꯥ ꯑꯃꯁꯨꯡ ꯁꯦꯡꯅꯥ ꯊꯝꯗꯨꯅꯥ ꯅꯨꯃꯤꯠ ꯑꯗꯨ ꯑꯃꯨꯛ ꯍꯟꯅꯥ ꯊꯣꯔꯛꯅꯕꯥ ꯃꯍꯥꯛꯀꯤ ꯈ꯭ꯋꯥꯏꯗꯒꯤ ꯐꯕꯥ ꯄꯨꯝꯅꯃꯛꯀꯥ ꯂꯣꯏꯅꯅꯥ ꯀꯨꯛꯀꯨꯠ ꯑꯗꯨꯅꯥ ꯃꯍꯥꯛꯀꯤ ꯂꯛꯁ꯭ꯃꯤ ꯑꯗꯨ ꯍꯣꯠꯅꯅꯕꯥ ꯅꯨꯃꯤꯠꯇꯥ ꯂꯥꯛꯈꯤ꯫ ꯀꯣꯛ ꯑꯗꯨꯅꯥ ꯅꯨꯃꯤꯠꯀꯤ ꯃꯅꯥꯛꯇꯥ ꯌꯧꯔꯛꯄꯥ ꯃꯇꯝꯗꯥ ꯀꯣꯛ ꯑꯗꯨꯅꯥ ꯍꯥꯏꯔꯛꯏ ꯃꯈꯜ ꯈꯨꯗꯤꯡꯃꯛꯀꯤ ꯈ꯭ꯋꯥꯏꯗꯒꯤ ꯋꯥꯡꯕꯥ ꯑꯃꯁꯨꯡ ꯈ꯭ꯋꯥꯏꯗꯒꯤ ꯆꯥꯎꯕꯥ ꯅꯍꯥꯛ ꯏꯁ꯭ꯋꯣꯔꯒꯤ ꯈ꯭ꯋꯥꯏꯗꯒꯤ ꯆꯥꯎꯕꯥ ꯁꯦꯝꯕꯤꯕꯥ ꯃꯄꯨꯅꯤ ꯈ꯭ꯋꯥꯏꯗꯒꯤ ꯃꯤꯅꯨꯡꯁꯤ ꯂꯩꯕꯥ ꯑꯃꯁꯨꯡ ꯊꯧꯖꯥꯜ ꯍꯩꯕꯥ ꯃꯄꯨꯅꯤ꯫